ꯃꯁꯤꯅ ꯐꯥꯏꯅꯥꯟꯁꯤꯑꯦꯜ ꯏꯟꯁꯇꯤꯇ꯭ꯌꯨꯁꯟꯁꯤꯡꯗ ꯃꯈꯣꯏꯒꯤ ꯁꯄ꯭ꯂꯥꯏ ꯆꯦꯟꯒꯤ ꯄꯔꯐꯣꯃꯦꯟꯁꯇ ꯌꯨꯝꯐꯝ ꯑꯣꯏꯔꯒ ꯀꯝꯄꯦꯅꯤꯁꯤꯡꯗ ꯂꯂꯣꯟ-ꯏꯇꯤꯛ ꯇꯧꯕꯒꯤ ꯈꯨꯗꯣꯡꯊꯤꯕ ꯑꯗꯨ ꯍꯦꯟꯅ ꯐꯅ ꯌꯦꯡꯁꯤꯟꯕꯗ ꯃꯇꯦꯡ ꯄꯥꯡꯕ ꯉꯝꯒꯅꯤ꯫ ꯑꯄꯨꯟꯕ ꯑꯣꯏꯅ ꯕ꯭ꯂꯣꯛꯆꯦꯟ ꯇꯦꯛꯅꯣꯂꯣꯖꯤꯅ ꯁꯦꯜ-ꯊꯨꯝꯒꯤ ꯇ꯭ꯔꯥꯟꯖꯦꯛꯁꯟꯁꯤꯡ ꯄꯥꯡꯊꯣꯛꯄꯒꯤ ꯃꯑꯣꯡꯗ ꯑꯍꯣꯡꯕ ꯑꯃ ꯄꯨꯔꯛꯄꯒꯤ ꯄꯣꯇꯦꯟꯁꯤꯌꯦꯜ ꯂꯩ, ꯃꯈꯣꯏꯕꯨ ꯌꯥꯝꯅ ꯊꯨꯅ, ꯁꯦꯟꯗꯣꯡ ꯂꯩꯕ ꯑꯃꯁꯨꯡ ꯍꯦꯟꯅ ꯁꯦꯀ꯭ꯌꯨꯔ ꯑꯣꯏꯍꯜꯂꯤ꯫ ꯐꯥꯏꯅꯥꯟꯁꯇ ꯇꯦꯛꯅꯣꯂꯣꯖꯤ ꯑꯁꯤ ꯑꯦꯗꯣꯞ ꯇꯧꯕ ꯑꯁꯤ ꯍꯧꯖꯤꯛꯁꯨ ꯑꯍꯥꯟꯕ ꯇꯥꯡꯀꯛꯇ ꯂꯩꯔꯤ, ꯑꯗꯨꯕꯨ ꯃꯁꯤꯅ ꯏꯟꯗꯁꯇ꯭ꯔꯤꯗ ꯃꯔꯨꯑꯣꯏꯕ ꯏꯝꯄꯦꯛ ꯑꯃ ꯄꯤꯕꯒꯤ ꯄꯣꯇꯦꯟꯁꯤꯌꯦꯜ ꯂꯩ ꯍꯥꯏꯕꯁꯤ ꯃꯌꯦꯛ ꯁꯦꯡꯏ꯫ ꯃꯈꯥꯒꯤ ꯋꯥꯍꯩꯁꯤꯡ ꯑꯁꯤ ꯌꯥꯎꯕ ꯀ꯭ꯔꯤꯌꯦꯇꯤꯕ ꯑꯣꯏꯕ ꯋꯥꯔꯤ ꯑꯃ ꯏꯕꯤꯌꯨ: ꯖꯦꯂꯤꯐꯤꯁ, ꯂꯦꯛ, ꯋꯥꯏꯂꯤꯟ꯫ ꯃꯇꯝ ꯑꯃꯗ, ꯑꯀꯟꯕ ꯎꯃꯪ ꯑꯃꯅ ꯀꯨꯞꯁꯤꯜꯂꯕ ꯑꯃꯁꯨꯡ ꯑꯁꯦꯡꯕ ꯇꯨꯔꯦꯜ ꯑꯃꯒꯤ ꯃꯅꯥꯛꯇ ꯂꯩꯕ ꯑꯄꯤꯛꯄ ꯁꯍꯔ ꯑꯃꯗ ꯂꯤꯂꯤ ꯀꯧꯕ ꯅꯨꯄꯤꯃꯆꯥ ꯑꯃ ꯂꯩꯔꯝꯃꯤ꯫ ꯃꯍꯥꯛ ꯇꯝꯄꯥꯛꯇ ꯃꯔꯨꯞ ꯀꯌꯥ ꯂꯩꯇꯕ ꯂꯝꯆꯠ ꯁꯥꯖꯠꯇ ꯑꯍꯣꯡꯕ ꯄꯨꯔꯛꯄ ꯅꯨꯄꯤꯃꯆꯥ ꯑꯃꯅꯤ꯫ ꯑꯗꯨꯕꯨ ꯃꯍꯥꯛꯀꯤ ꯁꯣꯁꯤꯑꯦꯜ ꯁ꯭ꯀꯤꯜꯁꯤꯡꯗ ꯑꯋꯥꯠꯄ ꯂꯩꯔꯝꯕ ꯑꯗꯨ ꯃꯍꯥꯛꯅ ꯋꯥꯏꯂꯤꯟ ꯁꯥꯟꯅꯕꯒꯤ ꯇꯦꯂꯦꯟꯠ ꯑꯗꯨꯅ ꯃꯍꯨꯠ ꯁꯤꯟꯈꯤ꯫ ꯃꯍꯥꯛꯅ ꯇꯟꯊꯕ ꯑꯗꯨ ꯑꯁꯨꯛ ꯌꯥꯝꯅ ꯏꯃꯣꯁꯟ ꯑꯃꯁꯨꯡ ꯊꯋꯥꯏ ꯌꯥꯎꯅ ꯏꯁꯩ ꯁꯛꯄ ꯉꯝꯈꯤ ꯃꯗꯨꯗꯤ ꯃꯁꯤꯅ ꯈ꯭ꯋꯥꯏꯗꯒꯤ ꯑꯀꯟꯕ ꯃꯤꯑꯣꯏꯁꯤꯡ ꯐꯥꯎꯕ ꯃꯤꯠꯌꯦꯡꯗ ꯃꯤꯠꯀꯨꯞ ꯅꯥꯍꯨꯝ ꯁꯤꯡꯅ ꯂꯩꯕ ꯉꯝꯈꯤ꯫ ꯅꯨꯃꯤꯠ ꯑꯃꯗ ꯃꯍꯥꯛꯅ ꯂꯦꯛ ꯃꯅꯥꯛꯇ ꯆꯠꯂꯒ, ꯃꯍꯥꯛꯀꯤ ꯋꯥꯏꯂꯤꯟꯒꯤ ꯄ꯭ꯔꯦꯛꯇꯤꯁ ꯇꯧꯔꯤꯉꯩꯗ, ꯃꯍꯥꯛꯅ ꯃꯃꯥꯡꯗ ꯇꯥꯈꯤꯗ꯭ꯔꯤꯕ ꯑꯆꯝꯕ, ꯍꯨꯔꯥꯟꯕ ꯐꯖꯔꯕ ꯈꯣꯟꯖꯦꯜ ꯑꯃ ꯇꯥꯈꯤ꯫ ꯃꯍꯥꯛꯅ ꯈꯣꯟꯖꯦꯜ ꯑꯗꯨꯒꯤ ꯃꯇꯨꯡ ꯏꯟꯅ ꯆꯠꯂꯒ ꯂꯦꯛ ꯑꯗꯨꯒꯤ ꯃꯊꯛꯇ ꯆꯦꯟꯊꯔꯛꯄ ꯄꯣꯠꯁꯛ ꯑꯃ ꯎꯈꯤ꯫ ꯃꯍꯥꯛ ꯍꯦꯟꯅ ꯅꯛꯁꯤꯜꯂꯛꯄꯒ ꯂꯣꯏꯅꯅ ꯃꯍꯥꯛꯅ ꯈꯪꯂꯛꯈꯤ ꯃꯗꯨꯗꯤ ꯃꯁꯤ ꯖꯦꯂꯤꯐꯤꯁ ꯑꯃꯅꯤ, ꯑꯗꯨꯕꯨ ꯖꯦꯂꯤꯐꯤꯁ ꯑꯃꯈꯛꯇꯃꯛ ꯅꯠꯇꯦ꯫ ꯃꯁꯤ ꯑꯆꯧꯕ, ꯂꯨꯃꯤꯅꯦꯁꯦꯟꯠ ꯖꯦꯂꯤꯐꯤꯁ ꯑꯃꯅꯤ, ꯑꯃꯁꯨꯡ ꯃꯁꯤꯅ ꯃꯍꯥꯛꯀꯤ ꯋꯥꯏꯂꯤꯟꯒ ꯂꯣꯏꯅꯅ ꯇ꯭ꯌꯨꯟ ꯑꯣꯏꯅ ꯅꯥꯠꯀꯤ ꯑꯣꯏꯕ ꯃꯑꯣꯡꯗ ꯅꯥꯟꯊꯣꯛꯄ ꯑꯣꯏꯔꯝꯃꯤ꯫ ꯂꯤꯂꯤꯅ ꯃꯍꯥꯛꯀꯤ ꯋꯥꯏꯂꯤꯟ ꯁꯥꯟꯅꯔꯛꯄ ꯃꯇꯃꯗ ꯖꯦꯂꯤꯐꯤꯁ ꯑꯁꯤ ꯇꯣꯉꯥꯟ ꯇꯣꯉꯥꯟꯕ ꯃꯆꯨꯁꯤꯡꯗ ꯄ꯭ꯂꯁ ꯇꯧꯈꯤ ꯑꯃꯁꯨꯡ ꯃꯉꯥꯜ ꯄꯤꯈꯤ, ꯑꯃꯁꯨꯡ ꯃꯈꯣꯌ ꯄꯨꯟꯅꯥ ꯃꯤꯠꯌꯦꯡ ꯊꯝꯈꯤꯕ ꯄꯔꯐꯣꯃꯦꯟꯁ ꯑꯃ ꯁꯦꯝꯈꯤ꯫ ꯅꯨꯃꯤꯠ ꯑꯗꯨꯗꯒꯤ ꯍꯧꯅ ꯂꯤꯂꯤꯅ ꯂꯦꯛ ꯃꯅꯥꯛꯇ ꯆꯠꯂꯒ ꯃꯍꯥꯛꯀꯤ ꯋꯥꯏꯂꯤꯟ ꯊꯥꯕ ꯃꯇꯝ ꯈꯨꯗꯤꯡꯗ ꯖꯦꯂꯤꯐꯤꯁ ꯊꯣꯔꯛꯏ ꯑꯃꯁꯨꯡ ꯃ꯭ꯌꯨꯖꯤꯛ ꯑꯗꯨꯒ ꯂꯣꯏꯅꯅ ꯅꯥꯟꯊꯣꯛꯂꯝꯃꯤ꯫ ꯃꯈꯣꯏꯒꯤ ꯄꯔꯐꯣꯃꯦꯟꯁꯀꯤ ꯃꯇꯥꯡꯗ ꯋꯥꯐꯝ ꯀꯌꯥ ꯁꯟꯗꯣꯛꯈꯤꯕꯒ ꯂꯣꯏꯅꯅ ꯃꯤꯑꯣꯏ ꯀꯌꯥꯅ ꯋꯥꯏꯂꯤꯟ ꯑꯃꯁꯨꯡ ꯅꯥꯠꯀꯤ ꯑꯣꯏꯕ ꯖꯦꯂꯤꯐꯤꯁꯀ ꯂꯣꯏꯅꯅ ꯅꯨꯄꯤꯃꯆꯥ ꯑꯗꯨꯕꯨ ꯌꯦꯡꯅꯕ ꯂꯥꯛꯈꯤ꯫ ꯂꯤꯂꯤꯅ ꯃꯍꯥꯛꯀꯤ ꯁꯥꯟꯅꯄꯣꯠ ꯑꯃꯁꯨꯡ ꯃꯍꯥꯛꯀꯤ ꯃ꯭ꯌꯨꯖꯤꯛꯀꯤ ꯈꯨꯠꯊꯥꯡꯗ ꯑꯇꯣꯞꯄꯁꯤꯡꯒ ꯁꯝꯅꯕꯒꯤ ꯊꯧꯅꯥꯗ ꯊꯥꯖꯕ ꯍꯦꯟꯒꯠꯂꯛꯈꯤ꯫ ꯃꯍꯥꯛꯅ ꯃꯔꯨꯞ ꯀꯌꯥ ꯑꯃ ꯁꯦꯝꯈꯤ, ꯑꯃꯁꯨꯡ ꯁꯍꯔꯒꯤ ꯃꯤꯌꯥꯝꯅ ꯃꯍꯥꯛꯄꯨ ꯌꯥꯝꯅ ꯅꯨꯡꯁꯤꯖꯈꯤ꯫ ꯆꯍꯤ ꯀꯌꯥ ꯁꯨꯔꯛꯈꯤ, ꯂꯤꯂꯤꯅ ꯑꯍꯜ ꯑꯣꯏꯔꯕ ꯅꯨꯄꯤ ꯑꯃ ꯑꯣꯏꯔꯛꯈꯤ, ꯑꯗꯨꯕꯨ ꯃꯍꯥꯛꯅ ꯂꯦꯛ ꯃꯅꯥꯛꯇ ꯃꯍꯥꯛꯀꯤ ꯋꯥꯏꯂꯤꯟ ꯊꯥꯕ ꯂꯦꯞꯈꯤꯗꯦ꯫ ꯑꯃꯁꯨꯡ ꯖꯦꯂꯤꯐꯤꯁ ꯑꯁꯤ ꯀꯩꯗꯧꯉꯩꯗꯁꯨ ꯅꯥꯠꯀꯤ ꯑꯣꯏꯕ ꯊꯧꯔꯝꯁꯤꯡ ꯂꯦꯞꯈꯤꯗꯦ꯫ ꯃꯈꯣꯏꯅ ꯄꯨꯟꯅ ꯃꯦꯖꯤꯛ ꯁꯦꯝꯈꯤ, ꯑꯃꯁꯨꯡ ꯃꯈꯣꯏꯒꯤ ꯅꯨꯡꯁꯤꯅꯅ ꯂꯩꯃꯤꯟꯅꯔꯤꯕ ꯄꯔꯐꯣꯃꯦꯟꯁꯁꯤꯡ ꯑꯗꯨ ꯇꯥꯎꯟ ꯑꯗꯨꯗ ꯌꯥꯝꯅ ꯄꯥꯝꯅꯕ ꯆꯠꯅꯕꯤ ꯑꯃ ꯑꯣꯏꯔꯛꯈꯤ꯫ ꯑꯗꯨꯒ ꯃꯔꯝ ꯑꯁꯤꯅ, ꯋꯥꯏꯂꯤꯟ ꯑꯃꯁꯨꯡ ꯅꯥꯠꯀꯤ ꯑꯣꯏꯕ ꯖꯦꯂꯤꯐꯤꯁꯀ ꯂꯣꯏꯅꯅ ꯅꯨꯄꯤꯃꯆꯥ ꯑꯗꯨꯒꯤ ꯋꯥꯔꯤ ꯑꯗꯨ ꯍꯤꯡꯗꯨꯅ ꯂꯩꯈꯤ꯫